ꯑꯥꯔꯇꯤꯐꯤꯁꯤꯑꯦꯜ ꯏꯟꯇꯤꯂꯤꯖꯦꯟꯁ ꯁꯤꯖꯤꯟꯅꯕꯒꯤ ꯃꯇꯥꯡꯗ ꯋꯥꯔꯤ ꯁꯥꯅꯕꯒꯤ ꯃꯇꯥꯡꯗ ꯋꯥꯐꯝ ꯑꯃ ꯄꯤꯔꯤ꯫ ꯃꯥꯏꯀꯩ ꯑꯃꯔꯣꯝꯗ, ꯑꯥꯔꯇꯤꯐꯤꯁꯤꯑꯦꯜ ꯏꯟꯇꯤꯂꯤꯖꯦꯟꯁ ꯇꯥ ꯌꯨꯝꯐꯝ ꯑꯣꯏꯕ ꯀꯁ꯭ꯇꯃꯔ ꯁꯔꯕꯤꯁꯅꯥ ꯀꯁ꯭ꯇꯃꯔꯁꯤꯡꯒꯤ ꯋꯥꯍꯪꯁꯤꯡ ꯊꯨꯅ ꯂꯣꯏꯁꯤꯟꯕ ꯑꯃꯁꯨꯡ ꯍꯦꯟꯅ ꯑꯆꯨꯝꯕ ꯄꯥꯎꯈꯨꯝꯁꯤꯡ ꯄꯤꯕ ꯉꯝꯒꯅꯤ꯫ ꯑꯃꯔꯣꯝꯗ, ꯀꯁ꯭ꯇꯃꯔ ꯁꯔꯕꯤꯁ ꯄ꯭ꯔꯣꯐꯦꯁ꯭ꯅꯦꯜꯁꯤꯡ ꯑꯃꯁꯨꯡ ꯀꯁ꯭ꯇꯃꯔ ꯑꯦꯗꯣꯕꯣꯛꯇꯔꯁꯤꯡꯅ ꯑꯥꯔꯇꯤꯐꯤꯁꯤꯑꯦꯜ ꯏꯟꯇꯤꯂꯤꯖꯦꯟꯁ ꯑꯥꯔꯇꯤꯀꯜ ꯑꯁꯤꯅ ꯀꯁ꯭ꯇꯃꯔ ꯁꯔꯕꯤꯁꯇ ꯑꯥꯔꯇꯤꯐꯤꯁꯤꯑꯦꯜ ꯏꯟꯇꯤꯂꯤꯖꯦꯟꯁ ꯄ꯭ꯔꯣꯄꯣꯖꯦꯟꯇꯁꯤꯡꯅ ꯍꯥꯏꯔꯤ ꯃꯗꯨꯗꯤ ꯑꯥꯔꯇꯤꯐꯤꯁꯤꯑꯦꯜ ꯏꯟꯇꯤꯂꯤꯖꯦꯟꯁ ꯅꯥ ꯀꯁ꯭ꯇꯃꯔꯁꯤꯡꯒꯤ ꯋꯥꯍꯪꯁꯤꯡꯒꯤ ꯌꯥꯝꯅ ꯊꯨꯅ ꯑꯃꯁꯨꯡ ꯑꯆꯨꯝꯕ ꯄꯥꯎꯈꯨꯝꯁꯤꯡ ꯄꯤꯕ ꯉꯝꯒꯅꯤ, ꯑꯗꯨꯒ ꯀ꯭ꯔꯤꯇꯤꯀꯦꯜꯁꯤꯡꯅ ꯊꯕꯛ ꯃꯥꯡꯈꯤꯕ ꯑꯃꯁꯨꯡ ꯀꯁ꯭ꯇꯃꯔꯁꯤꯡꯒꯤ ꯅꯨꯡꯉꯥꯏꯕꯗ ꯅꯦꯒꯦꯇꯤꯕ ꯏꯝꯄꯦꯛꯇꯀꯤ ꯃꯇꯥꯡꯗ ꯋꯥꯈꯜ ꯋꯥꯔꯤ꯫ ꯑꯆꯧꯕ ꯇꯤꯝ ꯑꯃꯅ ꯁꯤꯖꯤꯟꯅꯕ ꯌꯥꯕ ꯄ꯭ꯔꯣꯖꯦꯛꯇ ꯃꯦꯅꯦꯖꯃꯦꯟꯇ ꯇꯨꯜ ꯑꯃꯒꯤ ꯃꯃꯤꯡ ꯊꯣꯟꯕꯤꯌꯨ꯫ ꯑꯆꯧꯕ ꯀꯥꯡꯕꯨ ꯑꯃꯅ ꯁꯤꯖꯤꯟꯅꯕ ꯌꯥꯕ ꯄ꯭ꯔꯣꯖꯦꯛꯇ ꯃꯦꯅꯦꯖꯃꯦꯟꯇ ꯇꯨꯜ ꯑꯃꯗꯤ ꯇ꯭ꯔꯦꯂꯣ ꯅꯤ꯫ ꯃꯁꯤ ꯐ꯭ꯂꯦꯛꯁꯤꯕꯜ ꯑꯃꯁꯨꯡ ꯚꯤꯖꯨꯑꯦꯜ ꯇꯨꯜ ꯑꯃꯅꯤ ꯃꯁꯤꯅ ꯄ꯭ꯔꯣꯖꯦꯛꯇꯁꯤꯡ ꯃꯦꯅꯦꯖ ꯇꯧꯕ, ꯊꯕꯛꯁꯤꯡ ꯑꯦꯁꯥꯏꯟ ꯇꯧꯕ, ꯄꯤꯒꯗꯕ ꯇꯥꯡꯁꯤꯡ ꯂꯦꯞꯊꯣꯛꯄ ꯑꯃꯁꯨꯡ ꯄꯨꯟꯅ ꯊꯕꯛ ꯇꯧꯃꯤꯟꯅꯕꯒꯤ ꯃꯑꯣꯡꯗ ꯄ꯭ꯔꯣꯒ꯭ꯔꯦꯁ ꯇ꯭ꯔꯦꯛ ꯇꯧꯕ ꯌꯥꯍꯜꯂꯤ, ꯃꯁꯤꯅ ꯇꯤꯝꯁꯤꯡꯅ ꯑꯣꯔꯒꯥꯅꯥꯏꯖ ꯑꯃꯁꯨꯡ ꯑꯦꯂꯥꯏꯟ ꯑꯣꯏꯅ ꯂꯩꯕꯗ ꯂꯥꯏꯊꯣꯛꯍꯜꯂꯤ꯫ ꯑꯆꯧꯕ ꯇꯤꯝꯁꯤꯡꯒꯤ ꯑꯇꯣꯞꯄ ꯃꯤꯌꯥꯝꯅ ꯄꯥꯝꯅꯕ ꯈꯨꯠꯂꯥꯏꯁꯤꯡꯒꯤ ꯃꯅꯨꯡꯗ ꯑꯥꯁꯥꯅꯥ, ꯃꯣꯟꯗꯦ ꯗꯣꯠ ꯀꯝ ꯅꯠꯇꯔꯒ ꯖꯤꯔꯥ ꯌꯥꯎꯔꯤ꯫ ꯁ꯭ꯇꯥꯔꯠ-ꯑꯞ ꯀꯝꯄꯦꯅꯤ ꯑꯃꯒꯤꯗꯃꯛ ꯕꯤꯖꯤꯅꯦꯁ ꯄ꯭ꯂꯥꯟ ꯑꯃ ꯁꯦꯝꯕ꯫ ꯑꯦꯛꯖꯤꯀ꯭ꯌꯨꯇꯤꯕ ꯁꯥꯃꯥꯔꯤ - ꯕꯤꯖꯤꯅꯦꯁ ꯑꯥꯏꯗꯤꯌꯥ - ꯁ꯭ꯇꯥꯔꯠ-ꯑꯞ ꯀꯝꯄꯦꯅꯤ ꯑꯁꯤꯒꯤ ꯕꯤꯖꯤꯅꯦꯁ ꯑꯥꯏꯗꯤꯌꯥ ꯑꯁꯤ ꯌꯨꯖꯔꯁꯤꯡꯅ ꯏꯟꯇꯔꯦꯛꯇꯤꯕ ꯑꯣꯟꯂꯥꯏꯟ ꯄ꯭ꯂꯦꯠꯐꯣꯔꯝ ꯑꯃꯒꯤ ꯈꯨꯠꯊꯥꯡꯗ ꯃꯈꯣꯏꯒꯤ ꯌꯨꯝꯒꯤ ꯗꯦꯀꯣꯔ ꯑꯗꯨ ꯚꯤꯖꯨꯑꯦꯂꯥꯏꯖ ꯇꯧꯕ ꯑꯃꯁꯨꯡ ꯄ꯭ꯂꯥꯟ ꯇꯧꯕ ꯌꯥꯍꯟꯒꯗꯕ ꯚꯔꯆꯨꯑꯦꯜ ꯏꯟꯇꯤꯔꯤꯌꯔ ꯗꯤꯖꯥꯏꯟ ꯁꯔꯚꯤꯁ ꯑꯃ ꯍꯧꯗꯣꯛꯄꯅꯤ꯫ ꯀꯝꯄꯦꯅꯤꯒꯤ ꯃꯃꯤꯡ - ꯑꯩꯈꯣꯏꯒꯤ ꯀꯝꯄꯦꯅꯤꯒꯤ ꯃꯃꯤꯡ ꯍꯥꯏꯒꯅꯤ꯫ ꯃꯤꯁꯟ ꯁ꯭ꯇꯦꯠꯃꯦꯟꯇ - ꯑꯩꯈꯣꯏꯒꯤ ꯃꯤꯁꯟ ꯑꯁꯤ ꯑꯩꯈꯣꯏꯒꯤ ꯀꯁ꯭ꯇꯃꯔꯁꯤꯡꯅ ꯃꯈꯣꯏꯒꯤ ꯃꯪꯂꯥꯟꯒꯤ ꯌꯨꯝ ꯑꯗꯨ ꯗꯤꯖꯥꯏꯟ ꯇꯧꯕ ꯑꯃꯁꯨꯡ ꯚꯤꯖꯨꯑꯦꯂꯥꯏꯖ ꯇꯧꯕ ꯌꯥꯍꯟꯒꯗꯕ ꯌꯨꯖꯔ-ꯐ꯭ꯔꯦꯟꯗꯂꯤ ꯑꯣꯟꯂꯥꯏꯟ ꯄ꯭ꯂꯦꯠꯐꯣꯔꯝ ꯑꯃ ꯄꯤꯗꯨꯅ, ꯏꯟꯇꯤꯔꯤꯌꯔ ꯗꯤꯖꯥꯏꯟ ꯑꯁꯤ ꯃꯤꯄꯨꯝ ꯈꯨꯗꯤꯡꯃꯛꯀꯤꯗꯃꯛ ꯑꯦꯛꯁꯦꯁꯤꯕꯜ ꯑꯃꯁꯨꯡ ꯑꯦꯐꯣꯔꯗꯦꯕꯜ ꯑꯣꯏꯍꯟꯕꯅꯤ꯫ ꯇꯥꯔꯒꯦꯠ ꯑꯣꯗꯤꯁꯟ - ꯑꯩꯈꯦꯏꯒꯤ ꯇꯥꯔꯒꯦꯠ ꯑꯣꯗꯤꯁꯟ ꯑꯁꯤ ꯌꯨꯝꯒꯤ ꯃꯄꯨꯁꯤꯡ ꯑꯃꯁꯨꯡ ꯚꯥꯔꯥꯗ ꯂꯩꯕ ꯃꯤꯑꯣꯏꯁꯤꯡꯅꯤ, ꯃꯈꯣꯏꯅ ꯆꯍꯤ ꯀꯨꯟꯃꯉꯥꯥꯗꯒꯤ ꯅꯤꯐꯨꯃꯉꯥꯒꯤ ꯃꯔꯛꯇ ꯂꯩꯕ, ꯃꯈꯣꯏꯒꯤ ꯌꯨꯝꯁꯤꯡ ꯁꯦꯝꯖꯤꯟꯅꯕꯥ ꯃꯃꯜ ꯍꯣꯡꯕ ꯑꯃꯁꯨꯡ ꯈꯨꯗꯣꯡꯆꯥꯕ ꯃꯑꯣꯡ ꯑꯃ ꯊꯤꯔꯤ꯫ ꯄꯤꯔꯤꯕ ꯁꯔꯚꯤꯁꯁꯤꯡ - ꯚꯔꯆꯨꯑꯦꯜ ꯔꯨꯝ ꯄ꯭ꯂꯥꯅꯤꯡ ꯑꯃꯁꯨꯡ ꯗꯤꯖꯥꯏꯟ ꯀꯁ꯭ꯇꯃꯁ ꯑꯣꯏꯕ ꯍꯣꯝ ꯗꯦꯀꯣꯔ ꯁꯥꯖꯦꯁꯟꯁꯤꯡ ꯄ꯭ꯔꯣꯐꯦꯁ꯭ꯅꯦꯜ ꯏꯟꯇꯤꯔꯤꯌꯔ ꯗꯤꯖꯥꯏꯅꯔꯁꯤꯡꯒ ꯑꯣꯟꯂꯥꯏꯟ ꯀꯟꯁꯜꯇꯦꯁꯟ ꯁꯤꯖꯤꯟꯅꯕꯗꯥ ꯂꯥꯏꯕ ꯊ꯭ꯔꯤ ꯗꯤ ꯔꯨꯝ ꯚꯤꯖꯨꯑꯦꯂꯥꯏꯖꯔ ꯁꯣꯄꯤꯡ ꯂꯤꯁ꯭ꯠꯁꯤꯡ ꯑꯃꯁꯨꯡ ꯁꯖꯦꯁ꯭ꯠ ꯇꯧꯔꯕ ꯄꯣꯠꯂꯝꯁꯤꯡ ꯌꯣꯟꯕ ꯂꯤꯡ꯭ꯀꯁꯤꯡ ꯔꯦꯚꯤꯅ꯭ꯌꯨ ꯃꯣꯗꯦꯜ - ꯑꯩꯈꯣꯏꯒꯤ ꯔꯦꯚꯤꯅ꯭ꯌꯨ ꯑꯁꯤ ꯃꯈꯥꯗ ꯄꯤꯔꯤꯕ ꯁꯣꯔꯁꯁꯤꯡ ꯑꯁꯤꯗꯒꯤ ꯂꯥꯛꯀꯅꯤ꯫ ꯑꯩꯈꯣꯏꯒꯤ ꯄ꯭ꯂꯦꯠꯐꯣꯔꯝꯒꯤ ꯈꯨꯠꯊꯥꯡꯗ ꯌꯣꯟꯕ ꯄꯣꯠꯂꯝ ꯈꯨꯗꯤꯡꯃꯛꯀꯤꯗꯃꯛ ꯗꯦꯀꯣꯔ ꯁꯄ꯭ꯂꯥꯏꯌꯔꯁꯤꯡꯗꯒꯤ ꯀꯝꯃꯤꯁꯟ, ꯄ꯭ꯔꯣꯐꯦꯁ꯭ꯅꯦꯜ ꯏꯟꯇꯤꯔꯤꯌꯔ ꯗꯤꯖꯥꯏꯅꯔꯁꯤꯡꯗ ꯑꯦꯛꯁꯦꯁ ꯇꯧꯕ ꯑꯁꯤꯒꯨꯝꯕ ꯄ꯭ꯔꯤꯃꯤꯌꯝ ꯐꯤꯆꯔꯁꯤꯡꯒꯤꯗꯃꯛ ꯁꯕꯁꯀ꯭ꯔꯤꯞꯁꯟ ꯐꯤ, ꯍꯣꯝ ꯗꯦꯀꯣꯔ ꯁꯄ꯭ꯂꯥꯏꯌꯔꯁꯤꯡꯗꯒꯤ ꯑꯦꯗꯚꯥꯔꯇꯥꯏꯖꯃꯦꯟꯇꯀꯤ ꯁꯦꯟꯐꯝ꯫ ꯃꯥꯔꯀꯦꯇꯤꯡ ꯁ꯭ꯇꯔꯦꯇꯦꯖꯤ - ꯑꯩꯈꯣꯏꯒꯤ ꯃꯥꯔꯀꯦꯇꯤꯡ ꯁ꯭ꯇꯔꯦꯇꯦꯖꯤ ꯑꯁꯤꯅ ꯁꯣꯁꯤꯑꯦꯜ ꯃꯤꯗꯤꯌꯥ ꯑꯦꯗꯚꯥꯔꯇꯥꯏꯖꯃꯦꯟꯇꯇꯥ ꯃꯤꯠꯌꯦꯡ ꯊꯝꯒꯅꯤ, ꯐꯦꯁꯕꯨꯛ, ꯏꯟꯁꯇꯥꯒ꯭ꯔꯥꯝ, ꯑꯃꯁꯨꯡ ꯄꯤꯟꯇꯦꯁ꯭ꯇꯒꯨꯝꯕ ꯄ꯭ꯂꯦꯠꯐꯣꯔ꯭ꯝꯁꯤꯡꯒꯤ ꯈꯨꯠꯊꯥꯡꯗ ꯑꯩꯈꯣꯏꯒꯤ ꯑꯣꯗꯤꯑꯣꯗ ꯄꯥꯟꯗꯝ ꯊꯝꯒꯅꯤ꯫ ꯑꯩꯈꯣꯏꯒꯤ ꯁꯔꯕꯤꯁꯁꯤꯡ ꯄ꯭ꯔꯃꯣꯠ ꯇꯧꯅꯕ ꯍꯣꯝ ꯗꯦꯀꯣꯔ ꯁ꯭ꯄꯦꯁꯇꯥ ꯏꯟꯐ꯭ꯂꯨꯑꯦꯟꯖꯔꯁꯤꯡꯒ ꯂꯣꯏꯅꯅ ꯑꯩꯈꯣꯏꯅ ꯋꯥꯔꯤ ꯁꯥꯅꯒꯅꯤ꯫ ꯃꯔꯨꯑꯣꯏꯕ ꯃꯥꯏꯜꯁ꯭ꯇꯣꯟꯁꯤꯡ: ꯋꯦꯕꯁꯥꯏꯠ ꯑꯃꯁꯨꯡ ꯑꯍꯥꯟꯕ ꯃꯥꯔꯀꯦꯇꯤꯡ ꯀꯦꯝꯄꯦꯟ ꯍꯧꯗꯣꯛꯄ ꯊꯥ ꯑꯃ , ꯔꯦꯖꯤꯁ꯭ꯇꯔ ꯇꯧꯔꯕꯥ ꯌꯨꯖꯔ ꯂꯧꯕ ꯊꯥ ꯇꯔꯨꯛ, ꯕ꯭ꯔꯦꯛ-ꯏꯚꯟ ꯄꯣꯏꯟꯇ ꯊꯥ ꯇꯔꯥꯅꯤꯊꯣꯏ, ꯐꯤꯖꯤꯀꯦꯜ ꯍꯣꯝ ꯗꯦꯀꯣꯔ ꯀꯟꯁꯜꯇꯦꯁꯟꯁꯤꯡ ꯌꯥꯎꯍꯟꯅꯕ ꯁꯔꯚꯤꯁꯁꯤꯡ ꯄꯥꯛꯊꯣꯛ-ꯆꯥꯎꯊꯣꯛꯍꯟꯕ ꯊꯥ ꯑꯃ, ꯃꯣꯕꯥꯏꯜ ꯑꯦꯞ ꯑꯃ ꯍꯧꯗꯣꯛꯄ ꯊꯥ ꯀꯨꯟꯃꯔꯤ ꯅꯤ꯫